ꯋꯥꯍꯩ ꯑꯗꯨꯗ ꯑꯏꯕ ꯑꯗꯨꯅ ꯀꯔꯤ ꯍꯥꯏꯅꯕ ꯍꯣꯠꯅꯔꯤꯕꯒꯦ ꯍꯥꯏꯕꯗꯨ ꯁꯟꯗꯣꯛꯅ ꯇꯥꯛꯄꯤꯌꯨ ꯫ ꯃꯍꯥꯛꯀꯤ ꯆꯦꯛꯁꯤꯟꯋꯥꯁꯤꯡ ꯑꯗꯨ ꯌꯥꯅꯤꯡꯗꯕ ꯐꯣꯡꯗꯣꯛꯈꯤ ꯑꯃꯁꯨꯡ ꯃꯗꯨꯒꯤ ꯃꯍꯩ ꯑꯗꯨ ꯌꯥꯝꯅ ꯁꯥꯊꯤꯈꯤ꯫ ꯋꯥꯍꯩ ꯄꯔꯦꯡ ꯑꯁꯤꯗ ꯑꯏꯕ ꯑꯁꯤꯅ ꯀꯅꯥꯒꯨꯝꯕ ꯑꯃꯅ ꯀꯔꯤꯒꯨꯝꯕ ꯑꯃꯒꯤ ꯃꯇꯥꯡꯗ ꯆꯦꯛꯁꯤꯟꯋꯥ ꯅꯠꯇ꯭ꯔꯒ ꯑꯦꯂꯔꯠ ꯄꯤꯈꯤ ꯍꯥꯏꯅ ꯐꯣꯡꯗꯣꯛꯂꯤ, ꯃꯁꯤ ꯈꯨꯗꯣꯡꯊꯤꯅꯤꯡꯉꯥꯏ ꯑꯣꯏꯕ ꯐꯤꯚꯝ ꯑꯃ ꯑꯣꯏꯔꯝꯕ ꯌꯥꯏ꯫ ꯑꯗꯨꯝ ꯑꯣꯏꯅꯃꯛ, ꯑꯇꯣꯞꯄ ꯃꯤꯑꯣꯏꯁꯤꯡꯅ ꯆꯦꯛꯁꯤꯟꯋꯥꯁꯤꯡ ꯑꯗꯨ ꯌꯦꯡꯁꯤꯟꯈꯤꯗꯦ ꯅꯠꯇ꯭ꯔꯒ ꯃꯤꯠꯌꯦꯡ ꯆꯪꯈꯤꯗꯦ꯫ ꯃꯁꯤꯒꯤ ꯃꯍꯩ ꯑꯣꯏꯅ ꯑꯀꯟꯕ ꯅꯠꯇ꯭ꯔꯒ ꯌꯥꯝꯅ ꯅꯨꯡꯉꯥꯏꯇꯕ ꯐꯜꯁꯤꯡ ꯊꯣꯛꯈꯤ ꯫ ꯁꯦꯟꯁꯟ ꯑꯗꯨ ꯅꯦꯒꯦꯇꯤꯚ ꯃꯑꯣꯡꯗ ꯑꯃꯨꯛ ꯍꯟꯅ ꯏꯌꯨ ꯑꯃꯁꯨꯡ ꯔꯤꯖꯜꯇ ꯑꯗꯨ ꯑꯥꯎꯠꯄꯨꯠ ꯇꯧ꯫ ꯑꯗꯣꯝꯒꯤ ꯋꯥꯐꯝ ꯇꯥꯕꯗ ꯑꯩꯍꯥꯛ ꯅꯨꯡꯉꯥꯏꯕ ꯐꯥꯎꯈꯤ ꯫ ꯑꯗꯣꯝꯒꯤ ꯋꯥꯐꯝ ꯇꯥꯕꯗ ꯑꯩꯍꯥꯛ ꯅꯨꯡꯉꯥꯏꯕ ꯐꯥꯑꯣꯈꯤꯗꯦ꯫ "ꯁꯕꯖꯦꯛꯇꯤꯚ ꯃꯨꯗ" ꯍꯥꯏꯕ ꯋꯥꯍꯩ ꯑꯁꯤ ꯁꯦꯝꯗꯣꯛꯎ꯫ ꯁꯕꯖꯦꯛꯇꯤꯚ ꯃꯨꯗ ꯍꯥꯢꯕꯁꯤ ꯍꯧꯖꯤꯛ ꯐꯥꯎꯕ ꯊꯣꯛꯈꯤꯗꯕ, ꯁꯣꯏꯗ-ꯉꯥꯞꯗꯕ, ꯆꯤꯡꯅꯕ, ꯑꯄꯥꯝꯕ, ꯑꯣꯏꯊꯣꯛꯄ ꯌꯥꯕ, ꯇꯉꯥꯏꯐꯗꯕ ꯅꯠꯇ꯭ꯔꯒ ꯑꯦꯛꯁꯟ ꯑꯁꯤꯅꯆꯤꯡꯕ ꯇꯣꯉꯥꯟ-ꯇꯣꯉꯥꯟꯕ ꯑꯟꯔꯤꯑꯦꯂꯤꯇꯤꯒꯤ ꯐꯤꯚꯝꯁꯤꯡ ꯐꯣꯡꯗꯣꯛꯅꯕꯒꯤꯗꯃꯛꯇ ꯁꯤꯖꯤꯟꯅꯕ ꯒ꯭ꯔꯥꯝꯃꯥꯇꯤꯛ ꯃꯨꯗ ꯑꯃꯅꯤ꯫ ꯃꯁꯤ ꯃꯍꯧꯁꯥꯅ ꯗꯤꯄꯦꯟꯗꯦꯟꯇ ꯀ꯭ꯂꯣꯖꯁꯤꯡꯗ ꯁꯤꯖꯤꯟꯅ ꯑꯃꯁꯨꯡ ꯑꯌꯥꯝꯕꯅ ꯇꯁꯦꯡꯕꯒ, ꯃꯥꯟꯅꯗꯕ ꯀꯟꯗꯤꯁꯟꯁꯤꯡ ꯄꯨꯔꯛꯏ꯫ ꯃꯁꯤ ꯍꯥꯏꯄꯣꯇꯦꯇꯤꯀꯜ ꯐꯤꯚꯝꯁꯤꯡ ꯅꯠꯇ꯭ꯔꯒ ꯑꯄꯤꯕ ꯐꯤꯚꯝ ꯑꯃꯗ ꯀꯅꯥꯒꯨꯝꯕ ꯑꯃꯅ ꯀꯔꯤ ꯇꯧꯒꯅꯤ ꯍꯥꯏꯕꯗꯨ ꯐꯣꯡꯗꯣꯛꯅꯕꯒꯤꯗꯃꯛ ꯁꯤꯖꯤꯟꯅꯕ ꯌꯥꯏ, ꯃꯗꯨꯗꯤ "ꯀꯔꯤꯒꯨꯝꯕ ꯑꯩꯅ ꯁꯦꯜ ꯌꯥꯝꯅ ꯇꯥꯟꯕ ꯑꯣꯏꯔꯕꯗꯤ ꯑꯩꯅ ꯌꯣꯠ ꯑꯃ ꯂꯧꯒꯅꯤ꯫" ꯏꯪꯂꯤꯁꯇ, ꯁꯕꯖꯦꯛꯇꯤꯚ ꯃꯨꯗ ꯑꯁꯤ ꯑꯌꯥꯝꯕꯅ ꯚꯔꯕ ꯐꯣꯔꯝꯅ ꯇꯥꯛꯏ, ꯈꯨꯗꯝ ꯑꯣꯏꯅ, ꯒꯤ ꯃꯍꯨꯠꯇ ꯅꯠꯇ꯭ꯔꯒ ꯁꯤꯖꯤꯟꯅꯗꯨꯅ ꯇꯥꯛꯏ ꯫ ꯐꯤꯖꯤꯀꯦꯜ ꯁꯦꯇꯤꯡ ꯑꯃ ꯁꯦꯝꯃꯨ꯫ ꯌꯥꯝꯅ ꯂꯥꯞꯅ ꯂꯩꯕ ꯂꯝꯗꯝ ꯑꯦꯜꯗ꯭ꯔꯤꯗꯇ ꯑꯋꯥꯡꯕ ꯂꯝꯗꯝꯁꯤꯡꯅ ꯀꯨꯞꯁꯤꯜꯂꯕ ꯑꯆꯧꯕ ꯂꯝꯗꯝ ꯑꯃꯒꯤ ꯃꯅꯨꯡꯗ ꯑꯉꯛꯄ ꯑꯃꯁꯨꯡ ꯃꯤꯅꯨꯡꯁꯤꯅ ꯊꯜꯂꯕ ꯃꯤꯁꯇꯤꯀꯦꯜ ꯅꯤꯡꯊꯧ ꯂꯩꯕꯥꯛ ꯑꯃ ꯂꯩ꯫ ꯂꯝꯗꯝ ꯑꯁꯤ ꯂꯝꯀꯣꯏꯕꯁꯤꯡꯒꯤ ꯄꯨꯛꯅꯤꯡ ꯆꯤꯡꯁꯤꯟꯅꯤꯡꯉꯥꯏ ꯑꯣꯏꯕ ꯎꯃꯪꯁꯤꯡ, ꯊꯣꯏꯗꯣꯛꯄ ꯇꯨꯔꯦꯂꯜꯁꯤꯡ ꯑꯃꯁꯨꯡ ꯂꯝꯀꯣꯏꯕꯁꯤꯡꯒꯤ ꯂꯝꯀꯣꯏꯐꯝꯁꯤꯡꯅ ꯊꯜꯂꯕ ꯂꯝꯗꯝ ꯑꯃꯅꯤ꯫ ꯅꯤꯡꯊꯧ ꯂꯩꯕꯥꯛ ꯑꯁꯤ ꯂꯧꯁꯤꯡ ꯂꯩꯕ ꯑꯃꯁꯨꯡ ꯑꯆꯨꯝꯕ ꯔꯥꯅꯤ ꯑꯃꯅ ꯁꯥꯁꯟ ꯇꯧꯏ, ꯃꯍꯥꯛꯅ ꯅꯤꯡꯊꯧ ꯂꯩꯕꯥꯛ ꯑꯁꯤꯕꯨ ꯌꯦꯡꯕ ꯌꯥꯕ ꯑꯆꯧꯕ ꯀꯥꯁ꯭ꯠ ꯑꯃꯗ ꯂꯩ꯫ ꯑꯦꯜꯗ꯭ꯔꯤꯗꯀꯤ ꯃꯤꯌꯥꯝꯅ ꯃꯤꯅꯨꯡꯁꯤ ꯂꯩꯕ ꯑꯃꯁꯨꯡ ꯇꯔꯥꯝꯅ ꯑꯣꯛꯄ ꯃꯤꯑꯣꯏꯁꯤꯡꯅꯤ, ꯂꯝꯗꯝ ꯑꯁꯤꯒꯤ ꯃꯐꯝ ꯀꯌꯥꯗ ꯁꯟꯗꯣꯛꯇꯨꯅ ꯂꯩꯔꯤꯕ ꯑꯄꯤꯛꯄ ꯈꯨꯡꯒꯪꯁꯤꯡꯗ ꯂꯩꯔꯤ꯫ ꯃꯈꯣꯏ ꯑꯁꯤ ꯍꯩꯊꯣꯏ-ꯁꯤꯡꯊꯣꯏꯔꯕ ꯂꯧꯃꯤꯁꯤꯡ ꯑꯃꯁꯨꯡ ꯈꯨꯠꯍꯩꯕꯁꯤꯡꯅꯤ, ꯃꯈꯣꯢꯒꯤ ꯊꯕꯛ ꯑꯃꯁꯨꯡ ꯃꯈꯣꯏꯒꯤ ꯈꯨꯟꯅꯥꯏꯗ ꯌꯥꯝꯅ ꯆꯥꯎꯊꯣꯛꯆꯕ ꯄꯣꯛꯏ꯫ ꯃꯦꯖꯤꯛ ꯑꯁꯤ ꯃꯈꯣꯏꯒꯤ ꯅꯨꯡꯇꯤꯒꯤ ꯄꯨꯟꯁꯤꯒꯤ ꯇꯉꯥꯏꯐꯗꯕ ꯁꯔꯨꯛ ꯑꯃꯅꯤ, ꯑꯃꯁꯨꯡ ꯅꯤꯡꯊꯧ ꯂꯩꯕꯥꯛ ꯑꯁꯤ ꯃꯈꯣꯏꯒꯤ ꯁꯛꯇꯤꯁꯤꯡ ꯑꯗꯨ ꯑꯐꯕ ꯃꯑꯣꯡꯗ ꯁꯤꯖꯤꯟꯅꯔꯤꯕ ꯃꯦꯖꯤꯛꯁꯤꯡꯒꯤ ꯁꯛꯇꯤ ꯂꯩꯕ ꯀꯥꯡꯂꯨꯞ ꯑꯃꯅ ꯉꯥꯛꯊꯣꯛꯏ꯫ ꯅꯤꯡꯊꯧ ꯂꯩꯕꯥꯛ ꯑꯁꯤꯒꯤ ꯊꯃꯣꯏꯗ ꯑꯉꯛꯄ ꯕꯥꯒꯥꯟ ꯑꯃ ꯂꯩ, ꯃꯗꯨꯗ ꯑꯆꯝꯕ ꯐꯨꯜꯁꯤꯡ, ꯃꯍꯤꯛ ꯆꯦꯜꯂꯕ ꯃꯍꯩ-ꯃꯔꯣꯡꯁꯤꯡ ꯑꯃꯁꯨꯡ ꯑꯋꯥꯡꯕ ꯎꯄꯥꯜꯁꯤꯡꯅ ꯊꯜꯂꯕ, ꯃꯁꯤ ꯁꯥꯟꯇꯤ ꯑꯃꯁꯨꯡ ꯅꯨꯡꯉꯥꯏꯕꯒꯤ ꯃꯐꯝ ꯑꯃꯅꯤ꯫ ꯃꯐꯝ ꯑꯗꯨꯗ ꯃꯤꯌꯥꯝꯅ ꯅꯨꯡꯉꯥꯏꯅ ꯂꯩꯅꯕ ꯑꯃꯁꯨꯡ ꯅꯧꯅ ꯁꯦꯝꯒꯠꯅꯕ ꯂꯥꯛꯏ꯫ ꯕꯥꯒꯥꯟ ꯑꯁꯤꯒꯤ ꯃꯅꯨꯡꯗ ꯃꯦꯖꯤꯀꯦꯜ ꯐꯣꯟꯇ ꯑꯃ ꯂꯩ, ꯃꯁꯤꯅ ꯃꯁꯤꯒꯤ ꯀ꯭ꯔꯤꯁ꯭ꯇꯦꯜ ꯀ꯭ꯂꯤꯌꯥꯔ ꯏꯁꯤꯡꯗ ꯁꯦꯟꯐꯝ ꯑꯃ ꯊꯥꯗꯣꯛꯄ ꯃꯤꯑꯣꯏꯁꯤꯡꯗ ꯑꯄꯥꯝꯕ ꯄꯤꯅꯕ ꯍꯥꯏꯔꯤ꯫ ꯃꯁꯤꯒꯤ ꯐꯖꯕ ꯑꯃꯁꯨꯡ ꯌꯥꯏꯐ-ꯊꯧꯔꯥꯡ ꯂꯩꯔꯕꯁꯨ ꯑꯦꯜꯗ꯭ꯔꯤꯗ ꯑꯁꯤ ꯈꯨꯗꯣꯡꯊꯤꯕꯗꯒꯤ ꯉꯥꯛꯊꯣꯛꯄ ꯉꯝꯗꯦ ꯫ ꯑꯃꯝꯕ ꯖꯤꯕꯁꯤꯡꯅ ꯎꯃꯪ ꯑꯃꯁꯨꯡ ꯇꯨꯔꯦꯜꯁꯤꯡꯗ ꯂꯥꯟꯗꯥꯗꯨꯅ ꯅꯤꯡꯊꯧ ꯂꯩꯕꯥꯛꯀꯤ ꯁꯦꯐꯇꯤꯗ ꯆꯩꯊꯦꯡ ꯄꯤꯔꯤ꯫ ꯑꯗꯨꯕꯨ ꯊꯧꯅ ꯐꯕ ꯅꯥꯏꯇꯣꯝ ꯑꯃꯁꯨꯡ ꯍꯩꯊꯣꯏ-ꯁꯤꯡꯊꯣꯏꯔꯕ ꯃꯦꯖꯔꯁꯤꯡꯅ ꯃꯈꯣꯏꯒꯤ ꯌꯨꯝ ꯉꯥꯛꯊꯣꯛꯅꯕ ꯁꯦꯝ ꯁꯥꯗꯨꯅ ꯂꯩꯔꯤ, ꯑꯃꯁꯨꯡ ꯑꯦꯜꯗ꯭ꯔꯤꯗꯀꯤ ꯃꯤꯌꯥꯝꯅ ꯃꯈꯣꯏꯒꯤ ꯄꯨꯟꯁꯤ ꯑꯗꯨ ꯊꯧꯅ ꯑꯃꯁꯨꯡ ꯑꯥꯁꯥꯒ ꯂꯣꯏꯅꯅ ꯍꯤꯡꯂꯤ, ꯃꯈꯣꯢꯅ ꯀꯩꯗꯧꯅꯨꯡꯗ ꯇꯁꯦꯡꯅ ꯃꯁ ꯃꯊꯟꯇ ꯂꯦꯞꯆꯕ ꯉꯝꯗꯦ ꯫ ꯋꯥꯔꯤ ꯑꯗꯨꯒꯤ ꯁꯦꯇꯤꯡ ꯑꯗꯨ ꯋꯥꯍꯩ ꯑꯃꯗ ꯐꯣꯡꯗꯣꯛꯄꯤꯌꯨ꯫ ꯑꯩꯅ ꯌꯥꯝꯅ ꯅꯨꯡꯉꯥꯏꯖꯩ, ꯑꯗꯨꯕꯨ ꯋꯥꯔꯤ ꯑꯁꯤꯒꯤ ꯃꯇꯥꯡꯗ ꯃꯗꯨꯒꯤ ꯁꯦꯇꯤꯡ ꯑꯗꯨ ꯑꯆꯨꯝꯕ ꯃꯑꯣꯡꯗ ꯐꯣꯡꯗꯣꯛꯄ ꯉꯝꯅꯕ ꯏꯟꯐꯣꯔꯃꯦꯁꯟ ꯃꯇꯤꯛ ꯆꯥꯅ ꯂꯩꯇꯦ꯫ ꯑꯗꯣꯝꯅ ꯑꯩꯅ ꯁꯦꯇꯤꯡ ꯑꯗꯨ ꯐꯣꯡꯗꯣꯛꯄ ꯄꯥꯝꯂꯤꯕ ꯋꯥꯔꯤ ꯑꯗꯨꯒꯤ ꯃꯇꯥꯡꯗ ꯍꯦꯟꯅ ꯑꯀꯨꯞꯄ ꯃꯔꯣꯜ ꯅꯠꯇ꯭ꯔꯒ ꯀꯟꯇꯦꯛꯁ ꯑꯃ ꯄꯤꯕꯤꯔꯛꯄ ꯌꯥꯒꯗ꯭ꯔ?